ꯃꯣꯕꯥꯏꯜ ꯐ꯭ꯔꯦꯟꯂꯤ ꯌꯨꯖꯔ ꯏꯟꯇꯔꯐꯦꯁ ꯑꯃ ꯁꯦꯝꯃꯨ꯫ ꯃꯣꯕꯥꯏꯜ ꯐ꯭ꯔꯦꯟꯂꯤ ꯌꯨꯖꯔ ꯏꯟꯇꯔꯐꯦꯁ ꯑꯃ ꯁꯦꯝꯅꯕꯒꯤꯗꯃꯛ, ꯃꯐꯝꯁꯤꯗ ꯅꯍꯥꯛꯅ ꯂꯧꯈꯠꯄ ꯌꯥꯕ ꯈꯣꯡꯊꯥꯡ ꯀꯌꯥ ꯌꯥꯎꯏ꯫ ꯔꯦꯁ꯭ꯄꯣꯟꯁꯤꯚ ꯗꯤꯖꯥꯏꯟ: ꯅꯍꯥꯛꯀꯤ ꯏꯟꯇꯔꯐꯦꯁ ꯑꯗꯨ ꯇꯣꯉꯥꯟ-ꯇꯣꯉꯥꯟꯕ ꯁ꯭ꯀꯔꯤꯟ ꯁꯥꯏꯖ ꯑꯃꯁꯨꯡ ꯑꯣꯔꯤꯑꯦꯟꯇꯦꯁꯟꯁꯤꯡꯗ ꯆꯨꯁꯤꯟꯅꯍꯟꯅꯕ ꯔꯦꯁ꯭ꯄꯣꯟꯁꯤꯕꯜ ꯗꯤꯖꯥꯏꯟ ꯁꯤꯖꯤꯟꯅꯧ꯫ ꯃꯁꯤ ꯐ꯭ꯂꯦꯛꯁꯤꯕꯜ ꯒ꯭ꯔꯤꯗꯁꯤꯡ, ꯐ꯭ꯂꯦꯛꯁꯤꯕꯜ ꯏꯃꯦꯖꯁꯤꯡ, ꯑꯃꯁꯨꯡ ꯃꯤꯗꯤꯌꯥ ꯀ꯭ꯕꯦꯔꯤꯁꯤꯡ ꯁꯤꯖꯤꯟꯅꯗꯨꯅ ꯐꯪꯕꯥ ꯉꯝꯒꯅꯤ꯫ ꯁꯤꯝꯄꯜꯁꯤꯇꯤ: ꯗꯤꯖꯥꯏꯟ ꯑꯗꯨ ꯏꯆꯝ ꯆꯝꯕ ꯑꯃꯁꯨꯡ ꯁꯦꯡꯅꯥ ꯊꯝꯃꯨ, ꯃꯌꯦꯛ ꯁꯦꯡꯕ ꯚꯤꯖꯨꯑꯦꯜ ꯍꯥꯏꯔꯀꯤ ꯑꯃꯒ ꯂꯣꯏꯅꯅ꯫ ꯑꯀꯟꯕ ꯏꯟꯇꯔꯐꯦꯁ ꯑꯃꯅꯥ ꯌꯥꯝꯅ ꯂꯨꯕ ꯑꯃꯁꯨꯡ ꯑꯄꯤꯛꯄ ꯁ꯭ꯀꯔꯤꯟꯁꯤꯡꯗ ꯁꯤꯖꯤꯟꯅꯕꯗ ꯑꯋꯥꯕ ꯑꯣꯏꯕ ꯌꯥꯏ꯫ ꯇꯆ-ꯐ꯭ꯔꯦꯟꯂꯤ: ꯕꯇꯟ ꯑꯃꯁꯨꯡ ꯂꯤꯡꯒꯨꯝꯕ ꯑꯦꯂꯤꯃꯦꯟ ꯄꯨꯝꯅꯃꯛ ꯑꯁꯤ ꯐꯤꯡꯒꯔ ꯑꯃꯅ ꯐꯖꯅ ꯇꯦꯞ ꯇꯧꯕ ꯌꯥꯕ ꯃꯑꯣꯡꯗ ꯑꯆꯧꯕ ꯑꯣꯏꯍꯟꯒꯗꯕꯅꯤ꯫ ꯃꯁꯤꯗꯁꯨ ꯅꯠꯇꯅ, ꯈꯨꯗꯣꯡꯊꯤꯅꯤꯉꯥꯏ ꯑꯣꯏꯕ ꯇꯦꯞꯁꯤꯡ ꯊꯤꯡꯅꯕ ꯇꯆ ꯇꯧꯕ ꯌꯥꯕ ꯑꯦꯂꯤꯃꯦꯟꯁꯤꯡꯒꯤ ꯃꯔꯛꯇ ꯃꯐꯝ ꯃꯇꯤꯛ ꯆꯥꯅꯥ ꯂꯩꯕ ꯁꯣꯏꯗꯅ ꯂꯩꯍꯟꯒꯗꯕꯅꯤ꯫ ꯐꯖꯅ ꯅꯦꯚꯤꯒꯦꯁꯟ: ꯌꯨꯖꯔꯁꯤꯡꯅ ꯅꯍꯥꯛꯀꯤ ꯏꯟꯇꯔꯐꯦꯁꯇ ꯅꯦꯚꯤꯒꯦꯁꯟ ꯇꯧꯕꯗ ꯂꯥꯏꯊꯣꯛꯍꯟꯕꯤꯌꯨ꯫ ꯕꯇꯟ ꯑꯃꯁꯨꯡ ꯂꯤꯡꯁꯤꯡꯒꯤꯗꯃꯛꯇ ꯃꯌꯦꯛ ꯁꯦꯡꯕ ꯑꯃꯁꯨꯡ ꯀꯨꯞꯄ ꯂꯦꯕꯦꯜꯁꯤꯡ ꯁꯤꯖꯤꯟꯅꯧ, ꯑꯃꯁꯨꯡ ꯃꯐꯝ ꯀꯟꯕ ꯑꯃꯁꯨꯡ ꯅꯦꯚꯤꯒꯦꯁꯟ ꯍꯦꯟꯅ ꯏꯟꯇꯌꯨꯇꯤꯕ ꯑꯣꯏꯍꯟꯅꯕ ꯑꯥꯏꯀꯟꯁꯤꯡ ꯁꯤꯖꯤꯟꯅꯅꯕ ꯈꯟꯅꯕꯤꯌꯨ꯫ ꯌꯥꯝꯅ ꯊꯨꯅꯥ ꯂꯣꯗ ꯇꯧꯕꯒꯤ ꯃꯇꯝ: ꯃꯣꯕꯥꯏꯜ ꯌꯨꯖꯔꯁꯤꯡꯅ ꯏꯟꯇꯔꯅꯦꯠ ꯀꯅꯦꯛꯁꯟꯁꯤꯡ ꯇꯞꯅ ꯇꯞꯅ ꯂꯩꯕ ꯌꯥꯏ, ꯃꯔꯝ ꯑꯗꯨꯅ ꯅꯍꯥꯛꯀꯤ ꯏꯟꯇꯔꯐꯦꯁ ꯑꯗꯨ ꯊꯨꯅ ꯂꯣꯗ ꯇꯧꯕ ꯍꯥꯏꯕꯁꯤ ꯌꯥꯝꯅ ꯃꯔꯨꯑꯣꯏ꯫ ꯏꯃꯦꯖꯁꯤꯡ ꯑꯣꯞꯇꯤꯃꯥꯏꯖ ꯇꯧꯕ, ꯐꯥꯏꯜꯒꯤ ꯁꯥꯏꯖ ꯍꯟꯊꯍꯟꯕ, ꯑꯃꯁꯨꯡ ꯂꯣꯗ ꯇꯧꯕꯒꯤ ꯃꯇꯝ ꯌꯥꯡꯈꯠꯍꯟꯅꯕ ꯀꯟꯇꯦꯟ ꯗꯦꯂꯤꯚꯔꯤ ꯅꯦꯠꯋꯥꯔꯛ ꯑꯃ ꯁꯤꯖꯤꯟꯅꯕ꯫ ꯑꯦꯛꯁꯦꯁꯤꯕꯤꯂꯤꯇꯤ: ꯗꯤꯁꯑꯦꯕꯜ ꯑꯣꯏꯔꯕ ꯌꯨꯖꯔꯁꯤꯡꯒꯤ ꯃꯊꯧ ꯇꯥꯕꯁꯤꯡ ꯑꯗꯨ ꯈꯟꯅꯧ ꯑꯃꯁꯨꯡ ꯑꯦꯛꯁꯦꯁꯤꯕꯤꯂꯤꯇꯤꯒꯤ ꯋꯥꯈꯜꯂꯣꯟꯒ ꯂꯣꯏꯅꯅ ꯅꯍꯥꯛꯀꯤ ꯏꯟꯇꯔꯐꯦꯁ ꯑꯗꯨ ꯗꯤꯖꯥꯏꯟ ꯇꯧ꯫ ꯏꯃꯦꯖꯁꯤꯡꯒꯤꯗꯃꯛꯇ ꯍꯥꯏ ꯀꯟꯇꯔꯁ꯭ꯠ ꯃꯆꯨ, ꯃꯌꯦꯛ ꯁꯦꯡꯕ ꯐꯣꯟꯠ, ꯑꯃꯁꯨꯡ ꯗꯤꯁ꯭ꯀꯔꯤꯞꯇꯤꯕ ꯑꯣꯜ ꯇꯦꯛꯁ ꯁꯤꯖꯤꯟꯅꯧ꯫ ꯒꯥꯏꯠꯂꯥꯏꯟꯁꯤꯡ ꯑꯁꯤ ꯏꯟꯕꯅ ꯅꯍꯥꯛꯄꯨ ꯁꯤꯖꯤꯟꯅꯕꯗ ꯂꯥꯏꯕ ꯑꯃꯁꯨꯡ ꯄꯣꯖꯤꯇꯤꯚ ꯑꯣꯏꯕ ꯌꯨꯖꯔ ꯑꯦꯛꯁꯄꯤꯔꯤꯑꯦꯟꯁ ꯑꯃ ꯄꯤꯕ ꯉꯝꯕ ꯃꯣꯕꯥꯏꯜ-ꯐ꯭ꯔꯦꯟꯂꯤ ꯌꯨꯖꯔ ꯏꯟꯇꯔꯐꯦꯁ ꯑꯃꯥ ꯁꯦꯝꯕꯗ ꯃꯇꯦꯡ ꯄꯥꯡꯒꯅꯤ꯫ ꯁ꯭ꯇꯤꯝꯄꯪ ꯑꯥꯎꯠꯐꯤꯠ ꯑꯃꯒꯤ ꯑꯦꯁꯤꯇꯤꯛ ꯑꯗꯨ ꯐꯣꯡꯗꯣꯛꯄꯤꯌꯨ꯫ ꯁ꯭ꯇꯤꯝꯄꯪ ꯐꯦꯁꯟ ꯑꯁꯤ ꯚꯤꯛꯇꯣꯔꯤꯌꯥꯟ ꯃꯇꯝꯒꯤ ꯄꯣꯠꯂꯝꯁꯤꯡ ꯑꯃꯁꯨꯡ ꯏꯟꯗꯁ꯭ꯇꯔꯤꯌꯦꯜ ꯔꯤꯚꯣꯂꯨꯁꯟꯒꯤ ꯃꯆꯥꯛꯁꯤꯡ ꯍꯥꯏꯕꯗꯤ ꯒꯤꯌꯔ, ꯀꯣꯠ, ꯑꯃꯁꯨꯡ ꯃꯦꯀꯥꯅꯤꯀꯦꯜ ꯏꯂꯤꯃꯦꯟꯁꯤꯡꯒꯤ ꯐ꯭ꯌꯨꯖꯟ ꯑꯃꯅ ꯃꯁꯛ ꯇꯥꯛꯂꯤ꯫ ꯑꯦꯁ꯭ꯇꯦꯇꯤꯛ ꯑꯁꯤ ꯑꯌꯥꯝꯕꯅ ꯗꯤꯁ꯭ꯇꯣꯄꯤꯌꯟ ꯅꯠꯇ꯭ꯔꯒ ꯄꯣꯁ꯭ꯠ-ꯑꯦꯄꯣꯀꯦꯂꯤꯞꯇꯤꯛ ꯁꯦꯇꯤꯡ ꯑꯃꯒ ꯃꯔꯤ ꯂꯩꯅꯩ, ꯃꯐꯝ ꯑꯗꯨꯗ ꯍꯧꯖꯤꯛꯁꯨ ꯁ꯭ꯇꯤꯝ ꯄꯥꯋꯔ ꯑꯁꯤ ꯄꯥꯛ ꯁꯟꯅ ꯁꯤꯖꯤꯟꯅꯔꯤ꯫ ꯃꯁꯛ ꯊꯣꯛꯄ ꯁ꯭ꯇꯤꯝꯄꯪ ꯑꯥꯎꯠꯐꯤꯠ ꯑꯃꯗ ꯀꯣꯔꯁꯦꯠ, ꯕꯣꯗꯤꯁ, ꯋꯦꯁ꯭ꯇꯀꯣꯠ, ꯇꯞ ꯍꯦꯠ, ꯑꯃꯁꯨꯡ ꯇꯦꯜꯀꯣꯠꯒꯨꯝꯕ ꯄꯣꯠꯂꯝꯁꯤꯡ ꯌꯥꯎꯒꯅꯤ, ꯃꯈꯣꯏ ꯄꯨꯝꯅꯃꯛ ꯑꯁꯤ ꯂꯦꯗꯔ, ꯚꯦꯂꯚꯦꯠ ꯅꯠꯇꯔꯒ ꯇ꯭ꯕꯤꯠꯒꯨꯝꯕ ꯐꯤꯔꯣꯜꯁꯤꯡꯗꯒꯤ ꯁꯦꯝꯈꯤꯕꯅꯤ, ꯃꯈꯣꯏꯁꯤꯡ ꯑꯁꯤ ꯚꯤꯛꯇꯣꯔꯤꯌꯥꯟꯒꯤ ꯃꯇꯝꯗ ꯃꯤꯌꯥꯝꯅ ꯄꯥꯝꯅꯕ ꯑꯣꯏꯔꯝꯒꯅꯤ꯫ ꯍꯥꯏꯔꯤꯕ ꯃꯆꯥꯛꯁꯤꯡ ꯑꯁꯤ ꯒꯜ, ꯕ꯭ꯔꯥꯁ ꯐꯤꯇꯤꯡ, ꯄꯣꯀꯦꯠ ꯋꯥꯆ, ꯑꯃꯁꯨꯡ ꯑꯇꯣꯞꯄ ꯃꯦꯀꯥꯅꯤꯀꯦꯜ ꯅꯠꯇꯔꯒ ꯏꯟꯗꯁ꯭ꯇꯔꯤꯗꯒꯤ ꯏꯟꯁ꯭ꯄꯤꯔꯦꯁꯟ ꯂꯩꯕ ꯑꯦꯛꯁꯦꯁꯔꯤꯖꯒꯨꯝꯕ ꯄꯣꯠꯂꯝꯁꯤꯡꯒ ꯄꯨꯟꯁꯤꯜꯂꯤ꯫ ꯃꯆꯨꯒꯤ ꯄꯦꯂꯦꯠ ꯑꯁꯤ ꯑꯌꯥꯝꯕꯅ ꯃꯌꯦꯛ ꯁꯦꯡꯏ ꯑꯃꯁꯨꯡ ꯃꯁꯤꯗ ꯑꯉꯧꯕ, ꯕ꯭ꯂꯦꯛ ꯑꯃꯁꯨꯡ ꯒ꯭ꯔꯦꯒꯤ ꯁꯦꯠꯁꯤꯡ ꯌꯥꯎꯏ, ꯃꯁꯤꯗ ꯕ꯭ꯔꯥꯁ ꯅꯠꯇ꯭ꯔꯒ ꯀꯄꯥꯔꯅ ꯑꯦꯛꯁꯦꯟ ꯇꯧꯏ꯫ ꯑꯄꯨꯟꯕ ꯑꯣꯏꯅ, ꯁ꯭ꯇꯤꯝꯄꯪ ꯑꯦꯁ꯭ꯇꯦꯇꯤꯛ ꯑꯁꯤ ꯏꯟꯚꯦꯟꯇꯤꯕ, ꯔꯦꯠꯔꯣ-ꯐ꯭ꯌꯨꯆꯔꯁ꯭ꯇꯤꯛ ꯔꯤꯕꯦꯂꯤꯌꯟꯒꯤ ꯑꯃꯅꯤ, ꯃꯁꯤꯗ ꯚꯤꯛꯇꯣꯔꯤꯌꯥꯟ ꯏꯔꯥꯒꯤ ꯏꯂꯤꯖꯦꯟꯁ ꯑꯃꯁꯨꯡ ꯏꯟꯗꯁ꯭ꯇꯔꯤꯌꯦꯜ ꯔꯤꯚꯣꯂꯨꯁꯟꯒꯤ ꯁꯛꯇꯤ ꯂꯩꯕ ꯏꯅꯣꯕꯦꯁꯟꯁꯤꯡꯗ ꯅꯣꯛꯄ ꯌꯥꯎꯔꯤ꯫